ꯗꯤꯕꯦꯂꯞꯄꯔꯁꯤꯡꯗ ꯀ꯭ꯂꯥꯁ ꯑꯃ ꯁꯤꯖꯤꯟꯅꯕꯒꯤ ꯈ꯭ꯋꯥꯏꯗꯒꯤ ꯃꯔꯨꯑꯣꯏꯕ ꯀꯥꯟꯅꯕ ꯀꯔꯤꯅꯣ ꯍꯥꯏꯕꯗꯨ ꯁꯟꯗꯣꯛꯅ ꯇꯥꯛꯄꯤꯌꯨ? ꯗꯤꯕꯦꯂꯞꯄꯔꯁꯤꯡꯗ ꯀ꯭ꯂꯥꯁ ꯑꯃ ꯁꯤꯖꯤꯟꯅꯕꯒꯤ ꯈ꯭ꯋꯥꯏꯗꯒꯤ ꯃꯔꯨꯑꯣꯏꯕ ꯀꯥꯟꯅꯕ ꯑꯗꯨꯗꯤ ꯃꯁꯤꯅ ꯑꯦꯟꯀꯦꯞꯁꯨꯂꯦꯁꯟ ꯇꯧꯕ ꯌꯥꯍꯟꯕꯅꯤ꯫ ꯃꯁꯤꯅ ꯇꯥꯛꯄꯗꯤ ꯅꯍꯥꯛꯅ ꯄꯣꯠꯁꯛ ꯑꯗꯨꯒꯤ ꯅꯨꯡꯒꯤ ꯑꯣꯏꯕ ꯊꯕꯛ ꯊꯧꯔꯝꯁꯤꯡ ꯂꯣꯠꯄ ꯌꯥꯏ ꯑꯃꯁꯨꯡ ꯃꯄꯥꯟꯒꯤ ꯃꯥꯂꯦꯝꯗ ꯃꯊꯧ ꯇꯥꯕꯁꯤꯡ ꯑꯗꯨ ꯈꯛꯇꯃꯛ ꯐꯣꯡꯗꯣꯛꯄ ꯌꯥꯏ꯫ ꯃꯁꯤ ꯄꯕ꯭ꯂꯤꯛ, ꯄ꯭ꯔꯥꯏꯚꯦꯠ ꯑꯃꯁꯨꯡ ꯄ꯭ꯔꯣꯇꯦꯛꯇꯦꯗꯒꯨꯝꯕ ꯑꯦꯛꯁꯦꯁ ꯃꯣꯗꯤꯐꯥꯏꯌꯔꯁꯤꯡ ꯁꯤꯖꯤꯟꯅꯗꯨꯅ ꯐꯪꯕ ꯉꯝꯃꯤ ꯑꯃꯁꯨꯡ ꯃꯁꯤꯅ ꯀꯔꯤ ꯗꯦꯇꯥ ꯑꯦꯛꯁꯦꯁ ꯇꯧꯕꯥ ꯑꯃꯁꯨꯡ ꯃꯣꯗꯤꯐꯥꯏ ꯇꯧꯕꯥ ꯌꯥꯕꯒꯦ ꯍꯥꯏꯕꯗꯨ ꯍꯦꯟꯅ ꯀꯟꯇ꯭ꯔꯣꯜ ꯇꯧꯕ ꯌꯥꯍꯜꯂꯤ꯫ ꯑꯦꯟꯀꯦꯞꯁꯨꯂꯦꯁꯟꯅ ꯀꯣꯗꯀꯤ ꯑꯃꯨꯛ ꯍꯟꯅꯥ ꯁꯤꯖꯤꯟꯅꯕ ꯌꯥꯕ, ꯃꯦꯟꯇꯦꯅꯦꯕꯤꯂꯤꯇꯤ ꯑꯃꯁꯨꯡ ꯐ꯭ꯂꯦꯛꯁꯤꯕꯤꯂꯤꯇꯤ ꯍꯦꯟꯒꯠꯍꯟꯕꯗ ꯃꯇꯦꯡ ꯄꯥꯡꯏ꯫ ꯃꯁꯤꯅ ꯗꯤꯕꯦꯂꯄꯔꯁꯤꯡꯗꯥ ꯀ꯭ꯂꯥꯁ ꯑꯃꯥ ꯁꯤꯖꯤꯟꯅꯔꯤꯕ ꯀꯣꯗꯀꯤ ꯑꯇꯣꯞꯄꯥ ꯁꯔꯨꯛꯁꯤꯡ ꯊꯨꯒꯥꯏꯕꯒꯤ ꯋꯥꯈꯜ ꯋꯥꯕ ꯂꯩꯇꯅ ꯀ꯭ꯂꯥꯁ ꯑꯃꯒꯤ ꯏꯟꯇꯔꯅꯦꯜ ꯏꯝꯄ꯭ꯂꯤꯃꯦꯟꯇꯦꯁꯟ ꯍꯣꯡꯗꯣꯛꯄꯗ ꯂꯥꯏꯊꯣꯛꯍꯜꯂꯤ, ꯏꯟꯇꯔꯐꯦꯁ ꯑꯗꯨ ꯑꯃꯨꯛ ꯍꯟꯅ ꯂꯩꯔꯤꯕꯃꯈꯩ꯫ ꯃꯁꯤꯅ ꯃꯇꯝꯒꯤ ꯃꯇꯨꯡ ꯏꯟꯅ ꯀꯣꯗ ꯄꯥꯛꯊꯣꯛ ꯆꯥꯎꯊꯣꯛꯍꯟꯕ ꯑꯃꯁꯨꯡ ꯍꯣꯡꯗꯣꯛꯄ ꯌꯥꯍꯜꯂꯤ, ꯃꯁꯤꯅꯥ ꯀ꯭ꯂꯥꯁꯁꯤꯡ ꯑꯁꯤ ꯑꯣꯕꯖꯦꯛꯇ-ꯑꯣꯔꯤꯑꯦꯟꯇꯦꯗ ꯄ꯭ꯔꯣꯒ꯭ꯔꯥꯃꯤꯡꯗꯥ ꯃꯔꯨꯑꯣꯏꯕ ꯋꯥꯈꯜꯂꯣꯟ ꯑꯃ ꯑꯣꯏꯍꯜꯂꯤ꯫ ꯆꯞ ꯃꯥꯟꯅꯕꯥ ꯁꯥꯏꯖꯒꯤ ꯑꯦꯔꯦ ꯑꯅꯤ ꯄꯤꯔꯒ, ꯇꯣꯉꯥꯟ-ꯇꯣꯉꯥꯟꯕ ꯑꯦꯂꯤꯃꯦꯟꯇꯁꯤꯡꯒꯤ ꯃꯁꯤꯡ ꯑꯗꯨ ꯈꯪꯗꯣꯛꯎ꯫ ꯆꯞ ꯃꯥꯟꯅꯕ ꯁꯥꯏꯖꯒꯤ ꯑꯦꯔꯦ ꯑꯅꯤꯒꯤ ꯃꯔꯛꯇꯥ ꯈꯦꯠꯅꯕ ꯑꯦꯂꯤꯃꯦꯟꯇꯁꯤꯡꯒꯤ ꯃꯁꯤꯡ ꯊꯤꯅꯕꯒꯤꯗꯃꯛ, ꯄꯥꯝꯕꯩ ꯑꯃꯗꯤ ꯑꯦꯔꯦ ꯑꯅꯤꯃꯛꯇ ꯆꯞ ꯃꯥꯟꯅꯕ ꯏꯟꯗꯦꯛꯁꯇ ꯂꯩꯕ ꯑꯦꯂꯤꯃꯦꯟꯇꯁꯤꯡ ꯆꯥꯡꯗꯝꯅꯕ ꯑꯃꯁꯨꯡ ꯑꯦꯂꯤꯃꯦꯟꯇꯁꯤꯡ ꯑꯗꯨ ꯃꯥꯟꯅꯕ ꯑꯣꯏꯗꯕ ꯃꯇꯝꯒꯤ ꯃꯁꯤꯡ ꯂꯦꯞꯊꯣꯛꯅꯕ ꯂꯨꯞ ꯑꯃ ꯁꯤꯖꯤꯟꯅꯕꯅꯤ꯫ ꯑꯄꯤꯕ ꯏꯁꯇ꯭ꯔꯤꯡ ꯑꯃꯗ ꯂꯩꯕ ꯄꯦꯂꯤꯟꯗ꯭ꯔꯣꯝꯁꯤꯡ ꯂꯦꯞꯊꯣꯛꯄ ꯉꯝꯕ ꯑꯦꯜꯒꯣꯔꯤꯊꯝ ꯑꯃ ꯁꯦꯝꯃꯨ꯫ ꯄꯥꯂꯤꯟꯗ꯭ꯔꯣꯝ ꯍꯥꯏꯕꯁꯤ ꯋꯥꯍꯩ, ꯋꯥꯍꯩ ꯄꯔꯦꯡ ꯅꯠꯇ꯭ꯔꯒ ꯃꯃꯥꯡꯗ ꯄꯥꯕ ꯑꯗꯨꯒ ꯃꯥꯟꯅꯅ ꯃꯇꯨꯡꯗ ꯄꯥꯕ ꯋꯥꯍꯩ, ꯋꯥꯍꯩ ꯄꯔꯦꯡ ꯅꯠꯇ꯭ꯔꯒ ꯀꯦꯔꯦꯛꯇꯔꯁꯤꯡꯒꯤ ꯁꯤꯛꯕꯦꯟꯁ ꯑꯃꯅꯤ꯫ ꯃꯈꯥꯗ ꯄꯤꯔꯤꯕ ꯏꯁꯇ꯭ꯔꯤꯡ ꯑꯃꯗ ꯂꯩꯕ ꯄꯦꯂꯤꯟꯗ꯭ꯔꯣꯝꯁꯤꯡ ꯂꯦꯞꯊꯣꯛꯄ ꯉꯝꯕ ꯑꯦꯜꯒꯣꯔꯤꯊꯝ ꯑꯃ ꯂꯩ: ꯏꯁꯇ꯭ꯔꯤꯡ ꯑꯃꯕꯨ ꯏꯟꯄꯨꯠ ꯑꯃ ꯑꯣꯏꯅ ꯂꯧꯕ ꯑꯃꯁꯨꯡ ꯕꯨꯂꯤꯌꯟ ꯚꯦꯜꯌꯨ ꯑꯃ ꯔꯤꯇꯔꯟ ꯇꯧꯕ ꯐꯪꯁꯟ ꯑꯃ ꯗꯤꯐꯥꯏꯟ ꯇꯧꯗꯨꯅ ꯍꯧꯒꯗꯕꯅꯤ꯫ ꯐꯪꯁꯟꯒꯤ ꯃꯅꯨꯡꯗ, ꯏꯟꯄꯨꯠ ꯁ꯭ꯠꯔꯤꯡ ꯑꯗꯨ ꯂꯣꯌꯔꯀꯦꯁꯇꯥ ꯑꯣꯟꯊꯣꯛꯎ ꯑꯃꯁꯨꯡ ꯔꯦꯒꯨꯂꯥꯔ ꯑꯦꯛꯁꯄ꯭ꯔꯦꯁꯟ ꯑꯃ ꯅꯠꯇ꯭ꯔꯒ ꯏꯁꯇ꯭ꯔꯤꯡ ꯃꯦꯊꯠ ꯑꯃ ꯁꯤꯖꯤꯟꯅꯗꯨꯅ ꯅꯟ-ꯑꯜꯐꯥꯕꯦꯇꯤꯛ ꯀꯦꯔꯦꯛꯇꯔ ꯑꯃꯠꯇ ꯂꯧꯊꯣꯛꯎ꯫ ꯃꯣꯗꯤꯐꯥꯏꯗ ꯏꯁꯇ꯭ꯔꯤꯡ ꯑꯗꯨ ꯃꯁꯤꯒꯤ ꯔꯤꯚꯥꯔꯁ ꯇꯧꯔꯕ ꯚꯔꯖꯟꯒ ꯆꯥꯡꯗꯝꯅꯕ꯫ ꯀꯔꯤꯒꯨꯝꯕ ꯏꯁꯇ꯭ꯔꯤꯡ ꯑꯅꯤ ꯑꯁꯤ ꯃꯥꯟꯅꯕ ꯑꯣꯏꯔꯕꯗꯤ, ꯐꯪꯁꯟ ꯑꯗꯨ ꯔꯤꯇꯔꯟ ꯇꯧꯏ꯫ ꯏꯁꯇ꯭ꯔꯤꯡ ꯑꯃ ꯏꯟꯄꯨꯠ ꯑꯃ ꯑꯣꯏꯅ ꯂꯧꯕ ꯑꯃꯁꯨꯡ ꯄꯤꯔꯤꯕ ꯏꯁꯇ꯭ꯔꯤꯡ ꯑꯗꯨꯗꯥ ꯂꯩꯕꯥ ꯄꯥꯂꯤꯟꯗ꯭ꯔꯣꯝ ꯄꯨꯝꯅꯃꯛꯀꯤ ꯂꯤꯁ꯭ꯠ ꯑꯃ ꯔꯤꯇꯔꯟ ꯇꯧꯕ ꯑꯇꯣꯞꯄ ꯐꯪꯁꯟ ꯑꯃ ꯗꯤꯐꯥꯏꯟ ꯇꯧ꯫ ꯐꯪꯁꯟꯒꯤ ꯃꯅꯨꯡꯗ, ꯏꯟꯄꯨꯠ ꯏꯁꯇ꯭ꯔꯤꯡ ꯑꯗꯨ ꯋꯥꯍꯩꯁꯤꯡꯒꯤ ꯂꯤꯁ ꯑꯃꯗ ꯈꯥꯏꯗꯣꯛꯎ, ꯑꯃꯁꯨꯡ ꯏꯝꯄꯣꯔꯠ ꯂꯤꯁ ꯑꯃ ꯏꯅꯤꯁꯤꯑꯦꯂꯥꯏꯖ ꯇꯧ꯫ ꯋꯥꯍꯩꯁꯤꯡꯒꯤ ꯂꯤꯁ꯭ꯠ ꯑꯗꯨꯗ ꯂꯨꯞ ꯇꯧ, ꯑꯃꯁꯨꯡ ꯋꯥꯍꯩ ꯈꯨꯗꯤꯡꯃꯛꯀꯤ ꯑꯣꯏꯅ ꯐꯪꯁꯟ ꯇꯧꯏ꯫ ꯀꯔꯤꯒꯨꯝꯕ ꯐꯪꯁꯟ ꯑꯗꯨꯅ ꯔꯤꯇꯔꯟ ꯇꯧꯔꯕꯗꯤ, ꯋꯥꯍꯩ ꯑꯗꯨ ꯂꯤꯁꯇ ꯑꯦꯄꯦꯟꯗ ꯇꯧꯔꯣ꯫